ꯐꯦꯁꯤꯑꯦꯜ ꯔꯦꯀꯣꯒꯅꯦꯁꯟ ꯄ꯭ꯔꯣꯁꯦꯁꯇ ꯌꯥꯎꯔꯤꯕ ꯁ꯭ꯇꯦꯠꯁꯤꯡ ꯑꯗꯨ ꯈꯟꯗꯣꯛꯎ꯫ ꯐꯦꯁꯤꯑꯦꯜ ꯔꯤꯀꯣꯒꯅꯤꯁꯟ ꯍꯥꯏꯕꯁꯤ ꯗꯤꯖꯤꯇꯦꯜ ꯏꯁꯃꯦꯖ ꯅꯠꯇꯔꯒ ꯚꯤꯗꯤꯑꯣ ꯁꯣꯔꯁ ꯑꯃꯗꯒꯤ ꯃꯤꯑꯣꯏ ꯑꯃꯕꯨ ꯃꯁꯛ ꯈꯪꯗꯣꯛꯄ ꯅꯠꯇꯔꯒ ꯚꯦꯔꯤꯐꯥꯏ ꯇꯧꯕꯗꯥ ꯁꯤꯖꯤꯟꯅꯕꯥ ꯇꯦꯛꯅꯣꯂꯣꯖꯤ ꯑꯃꯅꯤ꯫ ꯊꯧꯑꯣꯡ ꯑꯁꯤꯒꯤ ꯃꯅꯨꯡꯗ ꯈꯣꯡꯊꯥꯡ ꯀꯌꯥ ꯌꯥꯎꯏ, ꯐꯦꯁ ꯗꯤꯇꯦꯛꯇꯦꯁꯟ - ꯐꯦꯁ ꯔꯤꯀꯣꯒꯅꯤꯁꯟꯒꯤ ꯑꯍꯥꯟꯕ ꯈꯣꯡꯊꯥꯡꯗꯤ ꯏꯁꯃꯦꯖ ꯅꯠꯇꯔꯒ ꯚꯤꯗꯤꯑꯣ ꯐ꯭ꯔꯦꯝ ꯑꯃꯗ ꯐꯦꯁ ꯑꯃ ꯂꯩ ꯍꯥꯏꯕ ꯈꯪꯗꯣꯛꯄꯅꯤ꯫ ꯑꯦꯗꯚꯥꯁ ꯑꯦꯜꯒꯣꯔꯤꯊꯝꯁꯤꯡꯅ ꯏꯁꯃꯦꯖ ꯗꯦꯇꯥ ꯑꯁꯤ ꯑꯦꯅꯥꯂꯥꯏꯖ ꯇꯧꯗꯨꯅ ꯃꯤꯠ, ꯅꯥꯀꯣꯡ, ꯑꯃꯁꯨꯡ ꯃꯤꯠꯀꯨꯝꯕꯥ ꯐꯦꯁꯤꯌꯦꯜ ꯐꯤꯆꯔꯁꯤꯡ ꯈꯪꯗꯣꯛꯏ ꯑꯃꯁꯨꯡ ꯐꯦꯁ ꯑꯃ ꯂꯩꯕ꯭ꯔꯥ ꯍꯥꯏꯕꯗꯨ ꯈꯪꯗꯣꯛꯏ꯫ ꯐꯦꯁꯤꯑꯦꯜ ꯂꯦꯟꯗꯃꯥ꯭ꯔꯛꯁꯤꯡ ꯃꯁꯛ ꯈꯡꯗꯣꯛꯄ - ꯐꯦꯁ ꯑꯃ ꯈꯟꯗꯣꯛꯄ ꯃꯇꯝꯗ, ꯑꯦꯜꯒꯣꯔꯤꯊꯝ ꯑꯅꯤꯅ ꯃꯔꯨ ꯑꯣꯏꯕ ꯐꯦꯁꯤꯑꯦꯜ ꯂꯦꯟꯗꯃꯥ꯭ꯔꯛꯁꯤꯡ ꯍꯥꯏꯕꯗꯤ ꯃꯤꯠꯀꯤ ꯀꯣꯟꯅꯔ, ꯅꯥꯀꯣꯡꯒꯤ ꯃꯊꯛ, ꯑꯃꯁꯨꯡ ꯃꯤꯠꯀꯤ ꯀꯣꯟꯅꯔ ꯈꯪꯗꯣꯛꯏ꯫ ꯍꯥꯏꯔꯤꯕ ꯂꯦꯟꯗꯃꯥ꯭ꯔꯛꯁꯤꯡ ꯑꯁꯤ ꯃꯐꯝ ꯑꯁꯤꯒꯤ ꯑꯈꯟꯅꯕ ꯃꯑꯣꯡ ꯃꯇꯧ ꯑꯃꯁꯨꯡ ꯃꯑꯣꯡ ꯃꯇꯧꯁꯤꯡ ꯂꯧꯁꯤꯟꯕꯗ ꯁꯤꯖꯤꯟꯅꯩ꯫ ꯐꯦꯁ ꯅꯣꯔꯃꯦꯂꯥꯏꯖꯦꯁꯟ - ꯃꯗꯨꯒꯤ ꯃꯇꯨꯡꯗ ꯐꯦꯁꯤꯑꯦꯜ ꯔꯤꯀꯣꯒꯅꯤꯁꯟ ꯑꯦꯜꯒꯣꯔꯤꯊꯝꯅ ꯍꯦꯗ ꯑꯣꯔꯤ ꯑꯣꯔꯤꯑꯦꯟꯇꯦꯁꯟ, ꯃꯉꯥꯜ, ꯑꯃꯁꯨꯡ ꯏꯁꯃꯦꯖ ꯑꯗꯨꯗ ꯁꯣꯛꯍꯟꯕ ꯌꯥꯕ ꯑꯇꯩ ꯚꯦꯔꯤꯑꯦꯕꯜꯁꯤꯡꯒꯨꯝꯕ ꯐꯦꯛꯇꯔꯁꯤꯡ ꯑꯗꯨ ꯑꯦꯀꯥꯎꯟꯇ ꯇꯧꯗꯨꯅ ꯐꯦꯁ ꯑꯗꯨ ꯅꯣꯔꯃꯦꯂꯥꯏꯖ ꯇꯧꯏ꯫ ꯐꯤꯆꯔ ꯑꯦꯛꯁꯇ꯭ꯔꯦꯛꯁꯟ - ꯅꯣꯔꯃꯦꯂꯥꯏꯖ ꯇꯧꯔꯕ ꯃꯇꯨꯡꯗ, ꯑꯦꯜꯒꯣꯔꯤꯊꯝ ꯑꯁꯤꯅ ꯃꯥꯏꯗꯒꯤ ꯐꯤꯆꯔꯁꯤꯡ ꯂꯧꯊꯣꯛꯏ, ꯃꯗꯨꯗꯤ ꯃꯤꯠꯀꯤ ꯃꯑꯣꯡ, ꯃꯤꯠꯀꯤ ꯃꯔꯛꯇ ꯂꯩꯕ‌ ꯑꯔꯥꯞꯄ, ꯈꯣꯡꯎꯞꯀꯤ ꯃꯑꯣꯡ ꯑꯁꯤꯅꯆꯤꯡꯕ, ꯃꯗꯨꯒꯤ ꯃꯇꯨꯡꯗ ꯐꯤꯆꯔꯁꯤꯡ ꯑꯁꯤ ꯃꯦꯊꯃꯦꯇꯤꯀꯦꯜ ꯑꯣꯏꯅ ꯔꯤꯄꯔꯖꯦꯟꯇ ꯇꯧꯏ꯫ ꯚꯦꯛꯇꯔ, ꯐꯦꯁꯄ꯭ꯔꯤꯟꯇ ꯍꯥꯏꯅ ꯈꯪꯅꯕ ꯐꯦꯁ ꯃꯦꯆꯤꯡ - ꯊꯧꯑꯣꯡ ꯑꯁꯤꯒꯤ ꯑꯔꯣꯏꯕ ꯈꯣꯡꯊꯥꯡꯗꯤ ꯐꯦꯁꯄ꯭ꯔꯤꯟꯇ ꯑꯁꯤ ꯈꯪꯂꯕ ꯐꯦꯁꯁꯤꯡꯒꯤ ꯗꯦꯇꯥꯕꯦꯖ ꯑꯃꯒ ꯆꯥꯡꯗꯝꯅꯕꯅꯤ꯫ ꯀꯔꯤꯒꯨꯝꯕ ꯃꯦꯆ ꯑꯃ ꯂꯩꯔꯕꯗꯤ, ꯑꯦꯜꯒꯣꯔꯤꯊꯝ ꯑꯗꯨꯅ ꯃꯤꯑꯣꯏ ꯑꯗꯨꯒꯤ ꯑꯥꯏꯗꯦꯟꯇꯤꯇꯤ ꯑꯗꯨ ꯍꯜꯂꯛꯀꯅꯤ꯫ ꯀꯔꯤꯒꯨꯝꯕ ꯃꯦꯆ ꯑꯃꯠꯇ ꯂꯩꯇꯔꯕꯗꯤ, ꯑꯦꯜꯒꯣꯔꯤꯊꯝ ꯑꯗꯨꯅ ꯏꯁꯃꯦꯖ ꯑꯗꯨ ꯃꯁꯛ ꯈꯪꯗꯕ ꯃꯤꯑꯣꯏ ꯑꯃ ꯑꯣꯏꯅ ꯐ꯭ꯂꯦꯒ ꯇꯧꯕ ꯌꯥꯏ ꯅꯠꯇꯔꯒ, ꯀꯦꯁ ꯈꯔꯗꯗꯤ, ꯌꯨꯖꯔ ꯑꯗꯨꯗ ꯃꯤꯑꯣꯏ ꯑꯗꯨꯒꯤꯗꯃꯛ ꯑꯅꯧꯕ ꯔꯦꯀꯣꯔꯗ ꯑꯃ ꯁꯦꯝꯅꯕ ꯍꯥꯏꯔꯛꯄ ꯌꯥꯏ꯫ ꯐꯦꯁꯤꯑꯦꯜ ꯔꯤꯀꯣꯒꯅꯤꯁꯟ ꯇꯦꯛꯅꯣꯂꯣꯖꯤ ꯑꯁꯤ ꯁꯦꯀ꯭ꯌꯨꯔꯤꯇꯤ, ꯑꯦꯛꯁꯦꯁ ꯀꯟꯇꯔꯣꯜ, ꯑꯃꯁꯨꯡ ꯄꯔꯁꯣꯅꯦꯜ ꯗꯤꯚꯥꯏꯁ ꯑꯞꯂꯣꯛ ꯇꯧꯕ ꯌꯥꯎꯅ ꯑꯇꯣꯞꯄ ꯀꯌꯥꯒꯤ ꯑꯦꯄ꯭ꯂꯤꯀꯦꯁꯟ ꯀꯌꯥꯗ ꯁꯤꯖꯤꯟꯅꯩ꯫ ꯃꯁꯤꯒꯤ ꯀꯥꯟꯅꯕꯥ ꯀꯌꯥ ꯂꯩꯔꯕꯁꯨ, ꯐꯦꯁꯤꯑꯦꯜ ꯔꯤꯀꯣꯒꯅꯤꯁꯟ ꯇꯦꯛꯅꯣꯂꯣꯖꯤ ꯑꯁꯤ ꯑꯆꯨꯝꯕ ꯑꯃꯁꯨꯡ ꯄ꯭ꯔꯥꯏꯕꯦꯁꯤꯒꯤ ꯃꯇꯥꯡꯗ ꯋꯥꯈꯜ ꯋꯥꯕ ꯌꯥꯎꯅ ꯁꯤꯡꯅꯕꯥ ꯂꯩꯇꯕ ꯅꯠꯇꯦ꯫